ꯏꯇꯩꯃ ꯏꯕꯦꯊꯣꯏꯒꯤ ꯃꯆꯥꯅꯨꯄꯤ ꯉꯥꯛꯇ ꯑꯅꯤꯅꯤ꯫ ꯂꯩꯁꯥꯕꯤ ꯃꯆꯥ ꯀꯥꯕꯛ ꯀꯥꯕꯛ ꯐꯥꯔꯕꯅꯤ꯫ ꯑꯃꯅ ꯀꯣꯂꯦꯖ ꯀꯥꯔꯤ ꯑꯃꯅ ꯇꯨꯌꯦꯜꯐ ꯊꯥꯗꯧ ꯇꯧꯔꯤ꯫ ꯏꯇꯩꯃ ꯏꯕꯦꯊꯣꯏ ꯑꯣꯐꯤꯁ ꯑꯃꯗ ꯊꯕꯛ ꯇꯧꯏ ꯃꯇꯝꯁꯤꯒꯤ ꯃꯤꯅꯤ ꯍꯥꯏ-ꯐꯥꯏ ꯃꯧꯅꯤ꯫ ꯑꯣꯐꯤꯁꯀ ꯀꯥꯕꯁꯤꯗꯤ ꯃꯆꯨꯝ ꯇꯥꯈꯩ ꯀꯦꯊꯔꯒ ꯀꯥꯕꯤꯅꯤ꯫ ꯏꯇꯩꯃꯒ ꯂꯦꯡꯊꯩꯅꯕꯁꯤꯗꯤ ꯀꯔꯤ ꯃꯅꯝꯅꯣ ꯈꯪꯗꯦ ꯍꯨꯡ ꯍꯨꯡ ꯂꯥꯎꯕꯤꯅꯤ ꯅꯨꯡꯁꯤꯈ꯭ꯔꯕ ꯃꯃꯜꯗꯤ ꯈꯔ ꯇꯥꯡꯂꯝꯒꯅꯤ ꯃꯥꯅ ꯆꯥꯏꯔꯤꯕ ꯃꯅꯝ ꯆꯦꯟꯕ ꯊꯥꯎꯗꯨ꯫ ꯃꯤ ꯄꯨꯝꯅꯃꯛꯅ ꯂꯦꯡꯊꯩꯅꯕꯗ ꯇꯨꯡ ꯍꯜꯂ ꯍꯜꯂꯒ ꯌꯦꯡꯅꯕꯤꯅꯤ꯫ ꯃꯗꯨ ꯈꯪꯕꯗ ꯏꯇꯩꯃꯅ ꯍꯔꯥꯎꯖꯔꯗꯅ ꯅꯣꯛꯐꯦꯠ ꯇꯧꯖꯔꯤꯕꯅꯤ ꯃꯆꯥ ꯂꯩꯁꯥꯕꯤ ꯐꯥꯔꯐꯥꯎ꯫ ꯇꯥꯃꯣꯗꯨꯁꯨ ꯑꯌꯥꯕꯤꯅꯤ꯫ ꯊꯤꯀꯥꯗꯥꯔꯅꯤ ꯁꯦꯜ ꯅꯝꯊꯤꯈꯩ ꯄꯥꯏꯁꯤꯜꯂꯒ ꯅꯨꯉꯥꯢꯊꯣꯛꯅ ꯂꯩꯊꯣꯛꯄꯅꯤ꯫ ꯆꯥꯅꯤꯡꯕ ꯆꯥ ꯊꯛꯅꯤꯡꯕ ꯊꯥꯛ ꯏꯁ! ꯅꯨꯡꯉꯥꯏꯈ꯭ꯔꯕ ꯄꯨꯟꯁꯤ ꯍꯥꯏꯗꯨꯅꯤ꯫ ꯇꯨꯌꯦꯜꯐ ꯊꯥꯗꯧꯔꯤꯕꯤꯗꯨꯗꯤ ꯇ꯭ꯌꯨꯁꯟ ꯆꯠꯂꯤ꯫ ꯃꯝꯂꯤꯉꯩꯗꯒꯤ ꯒꯥꯔꯤ ꯃꯆꯥ ꯑꯃ ꯊꯧꯗꯣꯛꯂꯒ ꯃꯊꯟꯇ ꯆꯠꯂꯤ꯫ ꯃꯃꯥ ꯃꯄꯥꯅ ꯍꯟꯅ ꯌꯦꯡꯁꯤꯟꯗꯦ ꯃꯆꯥ ꯇ꯭ꯌꯨꯁꯟ ꯆꯠꯂꯤꯅꯤ ꯍꯥꯏꯗꯨꯗꯅꯤ ꯈꯪꯏꯕ ꯀꯔꯤ ꯇꯧꯔꯤꯕ ꯅꯣꯡꯃꯇ ꯊꯤꯔꯨꯗꯦ꯫ ꯃꯆꯥꯅ ꯂꯩꯌꯨ ꯍꯥꯏ ꯍꯥꯏꯗꯅ ꯐꯣꯟꯒꯁꯤ ꯑꯇꯥꯡꯕ ꯑꯥꯏ ꯐꯣꯟ ꯑꯃꯒ ꯄꯥꯏꯕꯤꯅꯤ꯫ ꯍꯜꯂꯛꯄꯒ ꯁ꯭ꯀꯨꯜ ꯆꯠꯄꯅꯦꯅ ꯆꯤꯂꯤ꯫ ꯅꯣꯡꯃꯇ ꯁꯣꯏꯗꯦ ꯁ꯭ꯀꯨꯜ ꯆꯠꯇꯕ ꯇ꯭ꯌꯨꯁꯟ ꯆꯠꯇꯕ ꯌꯥꯎꯗꯦ꯫ ꯃꯃꯥꯅꯗꯤ ꯃꯆꯥꯅ ꯊꯋꯥꯏ ꯌꯥꯎꯖꯕꯗꯨ ꯎꯕꯗ ꯄꯦꯟꯖꯩ꯫ ꯃꯆꯦꯁꯨ ꯑꯗꯨꯃꯉꯥꯏ ꯀꯣꯂꯦꯖ ꯆꯥꯡ ꯅꯥꯏꯅ ꯆꯠꯂꯤ ꯀ꯭ꯂꯥꯁ ꯌꯥꯎꯕ꯭ꯔ ꯌꯥꯎꯗꯕ꯭ꯔ ꯍꯥꯏꯕꯗꯤ ꯈꯪꯗꯦ꯫ ꯃꯄꯥꯅ ꯅꯨꯃꯤꯠ ꯇꯥꯕꯒ ꯄꯥꯔꯇꯤ ꯉꯧꯕꯤ ꯇꯥꯎꯕꯤ ꯊꯛꯄꯤ꯫ ꯃꯃꯥꯅ ꯃꯌꯥꯝꯗꯨꯒ ꯌꯥ-ꯌꯥ ꯒꯥ-ꯒꯥ꯫ ꯃꯆꯥꯁꯤꯡꯅ ꯁꯣꯝꯗ ꯃꯥꯏ ꯃꯥꯏ ꯀꯥꯗ ꯂꯥꯏꯔꯤꯛ ꯄꯥꯔꯤꯔ ꯐꯣꯟ ꯄꯥꯔꯤꯔ ꯈꯪꯗꯦ ꯅꯣꯛꯐꯦꯠ ꯅꯣꯛꯐꯦꯠ ꯇꯧꯗꯨꯅ ꯑꯃꯨꯛ ꯎꯞ ꯑꯃꯨꯛ ꯆꯦꯞ ꯑꯃꯨꯛ ꯂꯣꯡ ꯇꯧꯗꯨꯅ ꯂꯩꯔꯤ꯫ ꯃꯃꯥ ꯃꯄꯥ ꯆꯪꯂꯛꯄꯗꯅ ꯂꯥꯏꯔꯛ ꯑꯃ ꯐꯥꯛꯇꯣꯛꯂꯒ ꯌꯦꯡꯏ꯫ ꯃꯣꯏ ꯃꯇꯧꯗꯨ ꯎꯕꯗ ꯃꯃꯥ ꯃꯄꯥꯒꯤ ꯑꯥꯁꯥꯁꯤ ꯅꯣꯡꯃ ꯅꯣꯡꯃꯒꯤ ꯆꯥꯎꯈꯠꯂꯛꯏ꯫ ꯃꯆꯥꯁꯤꯡꯒꯤ ꯑꯄꯦꯟꯕ ꯅꯨꯡꯉꯥꯏꯖꯕꯗꯨ ꯎꯕꯗ ꯄꯦꯟꯖꯩ꯫ ꯍꯟꯗꯛ ꯈꯪꯍꯧꯗꯅ ꯃꯣꯕꯥꯏꯜ ꯗꯦꯇꯥ ꯅꯨꯃꯤꯠ ꯃꯉꯥꯅꯤ ꯊꯤꯡꯕꯗꯨꯗ ꯃꯆꯥꯈꯩ ꯇꯧꯐꯝ ꯈꯪꯗꯗꯅ ꯃꯆꯤ ꯃꯆꯤꯗ ꯆꯞ ꯆꯞ ꯂꯦꯞꯇꯨꯅ ꯃꯃꯥꯏ ꯃꯃꯤꯠ ꯏꯃꯛ ꯃꯛꯅ ꯂꯩꯕꯗꯨ ꯎꯕꯗ ꯃꯃꯥꯅ ꯄꯥꯈꯠꯂꯤ꯫ ꯃꯆꯥ ꯅꯨꯄꯤ ꯑꯍꯜꯗꯨ ꯃꯊꯣꯜ ꯑꯍꯨꯝꯁꯨꯕꯒꯤ ꯕꯦꯜꯀꯣꯅꯤ ꯃꯥꯡꯒꯣꯜꯗ ꯂꯩꯔꯤꯕ ꯔꯦꯂꯤꯡꯗꯨꯗ ꯉꯥꯔꯒ ꯅꯨꯡꯁꯨꯛ ꯅꯨꯡꯖꯥꯅꯅ ꯂꯩꯔꯤꯕꯗꯨꯒꯤ ꯃꯅꯥꯛꯇ ꯆꯪꯁꯤꯜꯂꯒ ꯍꯪꯂꯨꯏ ꯏꯕꯦꯝꯃ ꯀꯩꯗꯧꯔꯦ ꯅꯁꯥ ꯉꯝꯗꯕ꯭ꯔ ꯂꯥꯏꯔꯤꯛꯀ ꯑꯃꯠꯇ ꯄꯥꯗ꯭ꯔꯗꯤ ꯏꯃꯥꯗ ꯍꯥꯏꯌꯨ꯫ꯈꯨꯝꯃꯝꯗꯅ ꯃꯆꯥꯅꯨꯄꯤ ꯑꯍꯜꯗꯨ ꯃꯥꯒꯤ ꯀꯥꯗ ꯆꯪꯈ꯭ꯔꯒ ꯐꯃꯨꯡꯗ ꯕꯣꯝ ꯂꯥꯎꯅ ꯍꯤꯞꯆꯤꯟꯈꯤ꯫ ꯀꯩꯅꯣꯅꯦ ꯀꯩꯗꯧꯔꯕꯅꯣꯅꯦ ꯇꯧꯔꯤꯁꯤꯕꯣ ꯁꯤꯕꯨ ꯂꯥꯏꯒꯥꯏꯗꯨ ꯑꯣꯛꯅꯔꯖꯥꯠꯂꯅꯦ ꯈꯜꯂꯤ ꯃꯆꯥꯒꯤ ꯃꯇꯧꯗꯨ ꯎꯕꯗ ꯍꯪꯏ ꯈꯨꯝꯗꯦ ꯆꯥꯛ ꯆꯥꯔꯦ ꯄꯦꯠ ꯄꯦꯠ ꯈꯔ ꯃꯦꯠꯂꯝꯃꯒ ꯑꯗꯨꯝ ꯃꯈꯨꯠ ꯍꯥꯝꯖꯤꯜꯂꯒ ꯊꯣꯛꯈꯤ꯫ ꯃꯆꯥꯅꯨꯄꯤ ꯑꯇꯣꯟꯕꯤꯗꯨꯁꯨ ꯑꯗꯨ ꯃꯉꯥꯏ ꯃꯥꯒꯤ ꯀꯥꯒꯤ ꯆꯧꯀ꯭ꯔꯤꯗꯨꯗ ꯇꯨꯃꯤꯟ ꯐꯝꯃꯒ ꯎꯪꯗꯨꯅ ꯂꯩꯔꯝꯃꯤ꯫ ꯆꯪꯁꯤꯟꯗꯨꯅꯕꯨ ꯍꯪꯂꯨꯏ ꯏꯆꯥꯊꯣꯏ ꯀꯩꯗꯧꯔꯦ ꯅꯆꯦꯁꯨ ꯃꯁꯥ ꯉꯝꯗꯕ꯭ꯔ ꯀꯩꯅꯣ ꯍꯤꯞꯆꯤꯟꯗꯅ ꯂꯩꯍꯧꯏ꯫ ꯅꯪꯅ ꯀꯩꯗꯧꯔꯦ?